ꯀ꯭ꯂꯥꯏꯃꯦꯠ ꯆꯦꯟꯖꯅꯥ ꯑꯀꯣꯏꯕꯗꯥ ꯀꯔꯝꯅꯥ ꯁꯣꯛꯍꯟꯕꯒꯦ ꯍꯥꯏꯕꯗꯨ ꯁꯟꯗꯣꯛꯅꯥ ꯇꯥꯛꯄꯤꯌꯨ꯫ ꯀ꯭ꯂꯥꯏꯃꯦꯠ ꯆꯦꯟꯖ ꯑꯁꯤ ꯑꯩꯈꯣꯏꯒꯤ ꯑꯀꯣꯏꯕꯒꯤ ꯐꯤꯕꯝꯒꯤ ꯑꯆꯧꯕꯥ ꯋꯥꯐꯝ ꯑꯃꯅꯤ ꯑꯃꯁꯨꯡ ꯃꯁꯤꯅꯥ ꯃꯁꯤꯡ ꯌꯥꯝꯂꯕꯥ ꯑꯃꯁꯨꯡ ꯄꯥꯛ ꯆꯥꯎꯔꯕꯥ ꯏꯝꯄꯦꯛꯁꯤꯡ ꯄꯤꯔꯤ꯫ ꯃꯁꯤꯅꯥ ꯃꯥꯂꯦꯝꯒꯤ ꯑꯣꯏꯕꯥ ꯇꯦꯝꯄꯦꯔꯦꯆꯔ, ꯅꯣꯡꯖꯨ-ꯅꯨꯡꯁꯥ, ꯅꯨꯡꯁꯤꯠꯀꯤ ꯃꯑꯣꯡ-ꯃꯇꯧ ꯑꯃꯁꯨꯡ ꯀ꯭ꯂꯥꯏꯃꯦꯠꯀꯤ ꯑꯇꯩ ꯈꯣꯡꯊꯥꯡꯁꯤꯡꯗꯥ ꯃꯇꯝ ꯁꯥꯡꯅꯥ ꯑꯍꯣꯡꯕꯥ ꯂꯥꯛꯄꯁꯤꯡꯕꯨ ꯈꯪꯅꯩ, ꯃꯗꯨ ꯃꯍꯧꯁꯥꯒꯤ ꯑꯣꯏꯕꯥ ꯋꯥꯐꯝꯁꯤꯡ ꯑꯃꯁꯨꯡ ꯃꯤꯑꯣꯏꯕꯒꯤ ꯊꯕꯛ-ꯊꯧꯔꯝꯁꯤꯡ, ꯃꯔꯨꯑꯣꯏꯅꯥ ꯒ꯭ꯔꯤꯟꯍꯥꯎꯁ ꯒ꯭ꯌꯥꯁꯁꯤꯡ ꯊꯥꯗꯣꯛꯄꯒꯤ ꯃꯑꯣꯡ-ꯃꯇꯧꯁꯤꯡ ꯑꯁꯤ ꯄꯨꯟꯅꯥ ꯆꯠꯃꯤꯟꯅꯕꯗꯒꯤꯅꯤ꯫ ꯀ꯭ꯂꯥꯏꯃꯦꯠ ꯆꯦꯟꯖꯒꯤ ꯈ꯭ꯋꯥꯏꯗꯒꯤ ꯎꯕꯥ ꯐꯪꯂꯤꯕꯥ ꯏꯐꯦꯛ ꯑꯃꯗꯤ ꯃꯥꯂꯦꯝꯒꯤ ꯑꯣꯏꯕꯥ ꯇꯦꯝꯄꯦꯔꯦꯆꯔ ꯍꯦꯟꯒꯠꯂꯛꯄꯅꯤ, ꯃꯁꯤꯅꯥ ꯃꯔꯝ ꯑꯣꯏꯗꯨꯅꯥ ꯑꯥꯏꯁ ꯀꯦꯞꯁꯤꯡ ꯆꯦꯟꯊꯔꯛꯄꯥ ꯑꯃꯁꯨꯡ ꯁꯃꯨꯗ꯭ꯔꯒꯤ ꯂꯦꯚꯦꯜ ꯍꯦꯟꯒꯠꯂꯛꯄꯅꯤ꯫ ꯃꯁꯤꯅꯥ ꯃꯔꯝ ꯑꯣꯏꯗꯨꯅꯥ ꯏꯁꯤꯡ ꯏꯆꯥꯎ ꯊꯣꯛꯍꯜꯂꯤ ꯑꯃꯁꯨꯡ ꯃꯥꯂꯦꯝ ꯁꯤꯟꯕꯥ ꯊꯨꯡꯅꯥ ꯀꯣꯁꯇꯦꯜ ꯑꯦꯔꯤꯌꯥꯁꯤꯡꯗꯥ ꯃꯔꯨꯑꯣꯏꯕꯥ ꯈꯨꯗꯣꯡꯊꯤꯕꯥ ꯑꯃꯥ ꯊꯣꯛꯍꯜꯂꯤ꯫ ꯃꯁꯤꯅꯥ ꯃꯤꯑꯣꯏꯕꯒꯤ ꯃꯤꯁꯤꯡ ꯈꯛꯇꯥ ꯅꯠꯇꯅꯥ ꯏꯀꯣꯁꯤꯁꯇꯦꯝ ꯄꯨꯝꯅꯃꯛꯄꯨꯁꯨ ꯁꯣꯛꯍꯜꯂꯤ, ꯍꯤꯡꯐꯝꯁꯤꯡ ꯃꯥꯡꯍꯟ ꯇꯥꯛꯍꯜꯂꯤ ꯑꯃꯁꯨꯡ ꯂꯝꯂꯛꯀꯤ ꯁꯥ-ꯎꯆꯦꯛꯁꯤꯡꯗꯥ ꯁꯣꯛꯍꯜꯂꯤ꯫ ꯀ꯭ꯂꯥꯏꯃꯦꯠ ꯆꯦꯟꯖꯒꯤ ꯑꯇꯣꯞꯄꯥ ꯏꯐꯦꯛꯇ ꯑꯃꯗꯤ ꯑꯀꯟꯕꯥ ꯋꯦꯗꯔ ꯏꯚꯦꯟꯁꯤꯡꯒꯤ ꯐ꯭ꯔꯤꯛꯕꯦꯟꯁꯤ ꯑꯃꯁꯨꯡ ꯏꯟꯇꯦꯟꯁꯤꯇꯤ ꯍꯦꯟꯒꯠꯂꯛꯄꯅꯤ꯫ ꯃꯁꯤꯗꯥ ꯂꯧꯎ-ꯁꯤꯡꯎ, ꯏꯁꯤꯡꯒꯤ ꯁꯣꯔꯁꯁꯤꯡ ꯑꯃꯁꯨꯡ ꯏꯟꯐ꯭ꯔꯥꯁꯇ꯭ꯔꯛꯆꯔꯗꯥ ꯃꯥꯡ-ꯇꯥꯛꯅꯤꯡꯉꯥꯏ ꯑꯣꯏꯕꯥ ꯁꯥꯐꯨ ꯄꯤꯕꯥ ꯌꯥꯕꯥ ꯍꯤꯠꯋꯦꯕ, ꯍꯨꯔꯤꯀꯦꯟ, ꯑꯃꯁꯨꯡ ꯎꯃꯪꯒꯤ ꯃꯩꯁꯥ ꯌꯥꯎꯏ꯫ ꯊꯧꯗꯣꯛꯁꯤꯡ ꯑꯁꯤꯅꯥ ꯃꯍꯧꯁꯥꯒꯤ ꯑꯀꯣꯏꯕꯗꯁꯨ ꯁꯣꯛꯍꯜꯂꯤ, ꯃꯗꯨꯅꯥ ꯕꯥꯏꯑꯣꯗꯥꯏꯕꯔꯁꯤꯇꯤ ꯃꯥꯡꯍꯟꯕꯥ, ꯃꯥꯏꯒ꯭ꯔꯦꯁꯟꯒꯤ ꯃꯑꯣꯡ ꯃꯇꯧꯗꯥ ꯑꯍꯣꯡꯕꯥ ꯂꯥꯛꯄꯥ, ꯑꯃꯁꯨꯡ ꯁ꯭ꯄꯤꯁꯤꯁꯁꯤꯡ ꯐꯥꯎꯕꯥ ꯃꯥꯡꯍꯟꯕꯥ ꯊꯣꯛꯍꯜꯂꯤ꯫ ꯏꯁꯤꯡꯅꯥ ꯀꯥꯔꯕꯣꯟ ꯗꯥꯏꯑꯣꯛꯁꯥꯏꯠ ꯁꯣꯛꯄꯒꯥ ꯂꯣꯏꯅꯅꯥ ꯃꯁꯤ ꯍꯦꯟꯅꯥ ꯑꯦꯁꯤꯗꯤꯛ ꯑꯣꯏꯔꯛꯏ, ꯃꯁꯤꯅꯥ ꯁꯃꯨꯗ꯭ꯔꯒꯤ ꯄꯨꯟꯁꯤꯗꯥ ꯑꯀꯥꯏꯕꯥ ꯄꯤ, ꯃꯔꯨꯑꯣꯏꯅꯥ ꯁꯦꯜ ꯁꯥꯕꯥ ꯁꯥꯁꯤꯡꯗꯥ, ꯍꯥꯏꯕꯗꯤ ꯀꯣꯔꯜ, ꯃꯣꯜꯁꯛ ꯑꯃꯁꯨꯡ ꯑꯀꯛꯅꯕꯥ ꯃꯈꯜꯒꯤ ꯄ꯭ꯂꯥꯡꯇꯟꯁꯤꯡꯗꯅꯤ꯫ ꯀꯔꯤꯒꯨꯝꯕꯥ ꯖꯤꯕꯁꯤꯡ ꯑꯁꯤꯅꯥ ꯁꯣꯛꯍꯜꯂꯕꯗꯤ, ꯐꯨꯗ ꯋꯦꯞ ꯄꯨꯝꯅꯃꯛ ꯁꯣꯛꯍꯟꯕꯥ ꯌꯥꯏ, ꯃꯗꯨꯅꯥ ꯁꯃꯨꯗ꯭ꯔꯒꯤ ꯏꯀꯣꯁꯤꯁꯇꯦꯝ ꯄꯨꯝꯅꯃꯛꯇꯥ ꯀꯦꯁꯀꯦꯗꯤꯡ ꯏꯐꯦꯛꯇ ꯑꯃꯥ ꯊꯣꯛꯍꯜꯂꯤ꯫ ꯈꯪꯖꯤꯟꯒꯗꯕꯥ ꯑꯃꯅꯥ, ꯀ꯭ꯂꯥꯏꯃꯦꯠ ꯆꯦꯟꯖꯅꯥ ꯑꯩꯈꯣꯏꯒꯤ ꯑꯀꯣꯏꯕꯒꯤ ꯐꯤꯕꯝꯗꯥ ꯌꯥꯝꯅꯥ ꯂꯨꯕꯥ ꯑꯃꯁꯨꯡ ꯑꯔꯨꯕꯥ ꯃꯑꯣꯡꯗꯥ ꯁꯣꯛꯍꯜꯂꯤ꯫ ꯇꯦꯝꯄꯦꯔꯦꯆꯔ ꯍꯦꯟꯒꯠꯂꯛꯄꯥ, ꯍꯦꯟꯅꯥ ꯀꯟꯅꯥ ꯑꯃꯁꯨꯡ ꯑꯀꯟꯕꯥ ꯋꯦꯗꯔ ꯏꯚꯦꯟꯇꯁꯤꯡ ꯑꯃꯁꯨꯡ ꯍꯣꯡꯂꯛꯂꯤꯕꯥ ꯁꯃꯨꯗ꯭ꯔꯒꯤ ꯀꯦꯃꯤꯁꯇ꯭ꯔꯤ ꯑꯁꯤꯅꯥ ꯍꯥꯟꯅꯗꯒꯤ ꯃꯁꯛ ꯊꯣꯛꯄꯥ ꯏꯝꯄꯦꯛꯁꯤꯡ ꯄꯤꯔꯤ꯫ ꯑꯩꯈꯣꯏꯒꯤ ꯒ꯭ꯔꯍ ꯑꯁꯤꯒꯤ ꯕꯥꯏꯑꯣꯗꯥꯏꯕꯔꯁꯤꯇꯤ ꯉꯥꯛꯊꯣꯛꯅꯕꯥ ꯑꯃꯁꯨꯡ ꯃꯥꯂꯦꯝ ꯁꯤꯟꯕꯥ ꯊꯨꯡꯅꯥ ꯃꯤꯑꯣꯏ ꯂꯥꯈ ꯀꯌꯥꯒꯤ ꯄꯨꯟꯁꯤ ꯃꯍꯤꯡ ꯑꯃꯁꯨꯡ ꯌꯥꯏꯐ-ꯊꯧꯔꯥꯡ ꯉꯥꯛꯇꯨꯅꯥ ꯊꯝꯅꯕꯥ ꯑꯍꯣꯡꯕꯁꯤꯡ ꯑꯁꯤ ꯍꯟꯊꯍꯟꯅꯕꯥ ꯑꯃꯁꯨꯡ ꯆꯨꯁꯤꯟꯅꯍꯟꯅꯕꯥ ꯈꯨꯗꯛꯀꯤ ꯑꯣꯏꯕꯥ ꯊꯕꯛ ꯄꯥꯏꯈꯠꯄꯥ ꯃꯊꯧ ꯇꯥꯏ꯫ ꯀꯝꯃ꯭ꯌꯨꯅꯤꯀꯦꯁꯟ ꯇꯦꯛꯅꯣꯂꯣꯖꯤꯒꯤ ꯃꯈꯜ ꯑꯍꯨꯝ ꯂꯤꯁ ꯇꯧ꯫ ꯀꯝꯃ꯭ꯌꯨꯅꯤꯀꯦꯁꯟ ꯇꯦꯛꯅꯣꯂꯣꯖꯤꯒꯤ ꯃꯈꯜ ꯈꯔꯗꯤ ꯃꯈꯥꯗꯥ ꯄꯤꯔꯤꯕꯁꯤꯡꯁꯤꯅꯤ: ꯃꯣꯕꯥꯏꯜ ꯐꯣꯟ: ꯁꯦꯜꯐꯣꯟ ꯍꯥꯏꯅꯥꯁꯨ ꯈꯪꯅꯕꯥ ꯃꯣꯕꯥꯏꯜ ꯐꯣꯟꯁꯤꯡ ꯑꯁꯤ ꯃꯥꯂꯦꯝ ꯁꯤꯟꯕꯥ ꯊꯨꯡꯅꯥ ꯃꯤꯑꯣꯏ ꯀꯌꯥꯒꯤ ꯇꯉꯥꯏꯐꯗꯕꯥ ꯑꯃꯥ ꯑꯣꯏꯔꯛꯂꯤ, ꯃꯁꯤꯅꯥ ꯃꯤꯑꯣꯏꯕꯅꯥ ꯑꯃꯒꯥ ꯑꯃꯒꯥ ꯚꯣꯏꯁ ꯀꯣꯜ, ꯇꯦꯛꯁ ꯃꯦꯁꯦꯖ, ꯚꯤꯗꯤꯑꯣ ꯀꯣꯜ ꯑꯃꯁꯨꯡ ꯏꯃꯦꯜꯁꯤꯡ ꯊꯥꯗꯣꯛꯏ꯫ ꯏꯟꯇꯔꯅꯦꯠ: ꯏꯟꯇꯔꯅꯦꯠꯅꯥ ꯏꯃꯦꯜ, ꯁꯣꯁꯤꯑꯦꯜ ꯃꯤꯗꯤꯌꯥ, ꯏꯟꯁ꯭ꯇꯦꯟ ꯃꯦꯁꯦꯖꯤꯡ, ꯑꯃꯁꯨꯡ ꯚꯤꯗꯤꯑꯣ ꯀꯟꯐ꯭ꯔꯦꯟꯁꯁꯤꯡ ꯁꯣꯞꯋꯥꯌꯔ ꯌꯥꯎꯅꯥ ꯇꯣꯉꯥꯟ-ꯇꯣꯉꯥꯟꯕꯥ ꯄ꯭ꯂꯦꯠꯐꯣꯔꯃꯁꯤꯡꯒꯤ ꯈꯨꯠꯊꯥꯡꯗꯥ ꯄꯥꯎ ꯐꯥꯎꯗꯣꯛ-ꯐꯥꯎꯖꯤꯟ ꯇꯧꯕꯗꯥ ꯑꯍꯣꯡꯕꯥ ꯑꯃꯥ ꯄꯨꯔꯛꯂꯦ꯫ ꯍꯧꯖꯤꯛꯇꯤ ꯃꯤꯌꯥꯝꯅꯥ ꯃꯥꯂꯦꯝꯒꯤ ꯃꯐꯝ ꯑꯃꯠꯇꯗꯒꯤ ꯑꯃꯒꯥ ꯑꯃꯒꯥ ꯌꯥꯝꯅꯥ ꯂꯥꯏꯅꯥ ꯁꯝꯅꯍꯟꯕꯥ ꯉꯝꯂꯦ꯫ ꯔꯦꯗꯤꯑꯣ ꯀꯝꯃ꯭ꯌꯨꯅꯤꯀꯦꯁꯟ: ꯔꯦꯗꯤꯑꯣ ꯀꯝꯃ꯭ꯌꯨꯅꯤꯀꯦꯁꯟ ꯇꯦꯛꯅꯣꯂꯣꯖꯤ ꯑꯁꯤ ꯀꯝꯃ꯭ꯌꯨꯅꯤꯀꯦꯁꯟ ꯇꯦꯛꯅꯣꯂꯣꯖꯤꯒꯤ ꯈ꯭ꯋꯥꯏꯗꯒꯤ ꯑꯔꯤꯕꯥ ꯃꯑꯣꯡꯁꯤꯡꯒꯤ ꯃꯅꯨꯡꯗꯥ ꯑꯃꯅꯤ, ꯃꯁꯤꯒꯤ ꯃꯔꯨꯑꯣꯏꯕꯥ ꯁꯤꯖꯤꯟꯅꯐꯝꯗꯤ ꯏꯂꯦꯛꯇ꯭ꯔꯣꯃꯦꯛꯅꯦꯇꯤꯛ ꯅꯠꯇ꯭ꯔꯒꯥ ꯔꯦꯗꯤꯑꯣ ꯋꯦꯞꯁꯤꯡ ꯇ꯭ꯔꯥꯟꯁꯃꯤꯁꯟ ꯑꯃꯁꯨꯡ ꯔꯤꯁꯦꯞꯁꯟꯒꯤ ꯈꯨꯠꯊꯥꯡꯗꯥ ꯏꯟꯐꯣꯔꯃꯦꯁꯟ ꯕ꯭ꯔꯣꯠꯀꯥꯁ ꯇꯧꯕꯅꯤ꯫ ꯇꯦꯛꯅꯣꯂꯣꯖꯤ ꯑꯁꯤꯅꯥ ꯋꯥꯀꯤ-ꯇꯣꯀꯤ, ꯔꯦꯗꯤꯑꯣ ꯑꯃꯁꯨꯡ ꯁꯦꯇꯦꯂꯥꯏꯠ ꯀꯝꯃ꯭ꯌꯨꯅꯤꯀꯦꯁꯟꯁꯤꯡꯒꯨꯝꯕꯥ ꯈꯨꯠꯂꯥꯏꯁꯤꯡ ꯌꯥꯎꯔꯤ꯫